ꯑꯦꯁ ꯀꯦꯂꯤꯐꯣꯔꯅꯤꯌꯥꯒꯤ ꯁꯥꯟ ꯐ꯭ꯔꯥꯟꯁꯤꯁꯀꯣꯗ ꯎꯕꯥꯔ ꯁꯤꯖꯤꯟꯅꯕꯒꯤ ꯃꯃꯜ ꯑꯁꯤ ꯅꯨꯃꯤꯠꯀꯤ ꯃꯇꯝ, ꯇ꯭ꯔꯥꯐꯤꯛ ꯑꯃꯁꯨꯡ ꯁꯔꯖ ꯄ꯭ꯔꯥꯏꯁꯤꯡꯒꯨꯝꯕ ꯇꯣꯉꯥꯟ ꯇꯣꯉꯥꯟꯕ ꯐꯦꯛꯇꯔꯁꯤꯡꯒꯤ ꯃꯇꯨꯡ ꯏꯟꯅ ꯈꯦꯠꯅꯩ꯫ ꯑꯗꯨꯝ ꯑꯣꯏꯅꯃꯛ ꯃꯥꯏꯜ ꯑꯃꯗ ꯆꯥꯡꯆꯠꯇ ꯆꯪꯕ ꯃꯃꯜ ꯑꯁꯤ ꯗꯣꯂꯔ ꯑꯃꯒ ꯃꯈꯥꯏ ꯗꯣꯂꯔ ꯑꯍꯨꯝꯒꯤ ꯃꯔꯛꯇ ꯂꯩ꯫ ꯈꯨꯗꯝ ꯑꯣꯏꯅ, ꯃꯥꯏꯜ ꯃꯉꯥꯒꯤ ꯈꯣꯡꯆꯠ ꯑꯃꯗ ꯗꯣꯂꯔ ꯇꯔꯦꯠ ꯃꯈꯥꯏ ꯑꯃꯁꯨꯡ ꯇꯔꯥꯃꯉꯥꯒꯤ ꯃꯔꯛꯇ ꯆꯪꯕ ꯌꯥꯏ꯫ ꯑꯃꯔꯣꯝꯗ ꯀꯦꯂꯤꯐꯣꯔꯅꯤꯌꯥꯒꯤ ꯁꯥꯟ ꯐ꯭ꯔꯥꯟꯁꯤꯁꯀꯣꯗ ꯕꯁ ꯁꯤꯖꯤꯟꯅꯕꯒꯤ ꯃꯃꯜ ꯑꯁꯤ ꯌꯥꯝꯅ ꯍꯦꯜꯂꯤ꯫ ꯁꯥꯟ ꯐ꯭ꯔꯥꯟꯁꯤꯁꯀꯣꯗꯥ ꯂꯩꯕ ꯃꯨꯅꯤ ꯕꯁ ꯁꯤꯁ꯭ꯇꯦꯝꯗ ꯆꯦꯟꯕ ꯑꯃꯈꯛꯇꯗ ꯈꯣꯡꯆꯠꯀꯤ ꯂꯝꯕꯤ ꯌꯦꯡꯗꯅ ꯗꯣꯂꯔ ꯑꯅꯤ ꯃꯈꯥꯏ ꯆꯪꯏ, ꯑꯃꯁꯨꯡ ꯅꯨꯃꯤꯠ ꯈꯨꯗꯤꯡꯒꯤ ꯄꯥꯁ ꯑꯃꯗ ꯗꯣꯂꯔ ꯃꯉꯥ ꯆꯪꯏ ꯃꯁꯤꯅ ꯅꯍꯥꯛꯄꯨ ꯃꯨꯅꯤ, ꯃꯨꯅꯤ ꯃꯦꯇ꯭ꯔꯣ, ꯍꯤꯁꯇꯣꯔꯤꯛ ꯁ꯭ꯇꯔꯤꯠꯀꯥꯔ, ꯑꯃꯁꯨꯡ ꯀꯦꯕꯜ ꯀꯥꯔꯗ ꯂꯤꯃꯤꯠ ꯂꯩꯇꯕ ꯔꯥꯏꯗ ꯇꯧꯕ ꯌꯥꯍꯜꯂꯤ꯫ ꯂꯣꯏꯁꯤꯜꯂꯛꯄꯗ, ꯕꯁ ꯑꯁꯤ ꯃꯍꯧꯁꯥꯅ ꯁꯥꯟ ꯐ꯭ꯔꯥꯟꯁꯤꯁꯀꯣꯗ ꯆꯠꯊꯣꯛ-ꯆꯠꯁꯤꯟ ꯇꯧꯕꯗ ꯍꯦꯟꯅ‌ ꯁꯦꯟꯗꯣꯡ ꯂꯩꯕ ꯑꯣꯞꯁꯟ ꯑꯃꯅꯤ, ꯃꯔꯨꯑꯣꯏꯅ ꯂꯝꯕꯤ ꯆꯠꯄꯗ ꯅꯠꯇꯔꯒ ꯅꯣꯡꯃꯗ ꯀꯌꯥ ꯌꯥꯝꯅ ꯆꯠꯄꯒꯤꯗꯃꯛ꯫ ꯑꯗꯨꯝ ꯑꯣꯏꯅꯃꯛ ꯎꯕꯥꯔ ꯑꯁꯤ ꯑꯀꯛꯅꯕ ꯐꯤꯚꯝꯁꯤꯡꯗ ꯊꯨꯅ ꯆꯠꯄꯒꯤꯗꯃꯛ ꯍꯦꯟꯅ ꯈꯨꯗꯣꯡꯆꯥꯕ, ꯌꯥꯝꯅ‌ ꯊꯨꯅ ꯑꯃꯁꯨꯡ ꯃꯃꯜ ꯍꯣꯡꯕ‌ ꯑꯣꯏꯕ ꯌꯥꯏ꯫ ꯑꯅꯧꯕꯥ ꯋꯥꯈꯜꯂꯣꯟ ꯑꯃꯒꯤꯗꯃꯛ ꯗꯤꯖꯤꯇꯦꯜ ꯃꯥꯔꯀꯦꯇꯤꯡ ꯁ꯭ꯇꯔꯦꯇꯦꯖꯤ ꯑꯁꯤ ꯀꯔꯤꯅꯣ? ꯁ꯭ꯕꯁꯀ꯭ꯔꯤꯞꯁꯟꯗ ꯌꯨꯝꯐꯝ ꯑꯣꯏꯕ ꯃꯤꯜ ꯗꯦꯂꯤꯚꯔꯤ ꯁꯔꯚꯤꯁ ꯑꯃ ꯄ꯭ꯔꯣꯃꯣꯠ ꯇꯧꯕ꯫ ꯁ꯭ꯕꯁꯀ꯭ꯔꯤꯞꯁꯟꯗ ꯌꯨꯝꯐꯝ ꯑꯣꯏꯕ ꯃꯤꯜ ꯗꯦꯂꯤꯚꯔꯤ ꯁꯔꯚꯤꯁ ꯑꯃ ꯄ꯭ꯔꯃꯣꯠ ꯇꯧꯅꯕꯒꯤꯗꯃꯛ ꯗꯤꯖꯤꯇꯦꯜ ꯃꯥꯔꯀꯦꯇꯤꯡ ꯁ꯭ꯇꯔꯦꯇꯦꯖꯤ ꯑꯃ ꯍꯥꯥꯏꯕꯁꯤ ꯄꯣꯇꯦꯟꯁꯤꯑꯦꯜ ꯀꯁ꯭ꯇꯃꯔꯁꯤꯡꯗ ꯌꯧꯕ ꯑꯃꯁꯨꯡ ꯑꯦꯡꯒꯦꯖ ꯇꯧꯅꯕ ꯑꯣꯟꯂꯥꯏꯟ ꯃꯥꯔꯀꯦꯇꯤꯡ ꯆꯦꯅꯦꯜ ꯀꯌꯥ ꯌꯥꯎꯕ ꯃꯈꯜ ꯀꯌꯥꯒꯤ ꯑꯦꯞꯔꯣꯆ ꯑꯃ ꯑꯣꯏꯕ ꯌꯥꯏ꯫ ꯃꯈꯥꯗ ꯋꯥꯈꯜꯂꯣꯟ ꯈꯔ ꯄꯤꯔꯤ- ꯄ꯭ꯔꯣꯐꯦꯁ꯭ꯅꯦꯜ ꯋꯦꯕꯁꯥꯏꯠ ꯑꯃ ꯁꯦꯝꯃꯨ - ꯅꯍꯥꯛꯀꯤ ꯋꯦꯕꯁꯥꯏꯠ ꯑꯁꯤ ꯅꯍꯥꯛꯀꯤ ꯕ꯭ꯌꯨꯖꯤꯅꯦꯁꯀꯤ ꯑꯣꯟꯂꯥꯏꯟ ꯐꯦꯁꯅꯤ꯫ ꯃꯁꯤ ꯅꯦꯚꯤꯒꯦꯠ ꯇꯧꯕꯗ ꯂꯥꯏꯕ, ꯃꯤꯠꯌꯦꯡꯗ ꯌꯦꯡꯅꯤꯡꯉꯥꯏ ꯑꯣꯏꯕ ꯑꯃꯁꯨꯡ ꯅꯍꯥꯛꯀꯤ ꯃꯤꯜ ꯗꯦꯂꯤꯚꯔꯤ ꯁꯔꯚꯤꯁꯁꯤꯡ, ꯁ꯭ꯕꯁꯀꯔꯤꯞꯁꯟ ꯑꯣꯞꯁꯟꯁꯤꯡ, ꯃꯃꯜ ꯑꯃꯁꯨꯡ ꯀꯟꯇꯦꯛꯇꯀꯤ ꯑꯀꯨꯞꯄ ꯃꯔꯣꯜꯁꯤꯡꯒꯤ ꯃꯇꯥꯡꯗ ꯃꯔꯤ ꯂꯩꯅꯕ ꯏꯟꯐꯣꯔꯃꯦꯁꯟ ꯌꯥꯎꯕ ꯁꯣꯏꯗꯅ ꯑꯣꯏꯍꯟꯒꯗꯕꯅꯤ꯫ ꯁꯣꯁꯤꯑꯦꯜ ꯃꯤꯗꯤꯌꯥ ꯁꯤꯖꯤꯟꯅꯕ - ꯐꯦꯁꯕꯨꯛ, ꯏꯟꯁꯇꯥꯒ꯭ꯔꯥꯝ ꯑꯃꯁꯨꯡ ꯇ꯭ꯌꯨꯇꯔꯒꯨꯝꯕꯥ ꯁꯣꯁꯤꯑꯦꯜ ꯃꯤꯗꯤꯌꯥ ꯄ꯭ꯂꯦꯠꯐꯣꯔꯝꯁꯤꯡ ꯑꯁꯤ ꯅꯍꯥꯛꯀꯤ ꯕꯤꯖꯤꯅꯦꯁ ꯄ꯭ꯔꯃꯣꯠ ꯇꯧꯅꯕ‌ ꯁꯛꯇꯤ ꯂꯩꯕ‌ ꯈꯨꯠꯂꯥꯏꯁꯤꯡꯅꯤ꯫ ꯅꯍꯥꯛꯅ ꯕꯤꯖꯤꯅꯦꯁ ꯄ꯭ꯔꯣꯐꯥꯏꯜ ꯑꯃ ꯁꯦꯝꯕ ꯌꯥꯏ, ꯄꯣꯇꯦꯟꯁꯤꯌꯦꯜ ꯀꯁ꯭ꯇꯃꯔꯁꯤꯡꯒ ꯂꯣꯏꯅꯅ ꯋꯥꯔꯤ ꯁꯥꯅꯕ ꯌꯥꯏ, ꯑꯃꯁꯨꯡ ꯅꯍꯥꯛꯀꯤ ꯆꯥꯅꯕ, ꯔꯦꯁꯤꯄꯤꯁꯤꯡ ꯑꯃꯁꯨꯡ ꯆꯥꯛ ꯊꯣꯡꯕꯒꯤ ꯊꯧꯑꯣꯡꯒꯤ ꯑꯋꯥꯡꯕ ꯊꯥꯛꯀꯤ ꯐꯣꯇꯣꯒ꯭ꯔꯥꯐ ꯑꯃꯁꯨꯡ ꯚꯤꯗꯤꯑꯣꯁꯤꯡ ꯁꯦꯌꯔ ꯇꯧꯕ ꯌꯥꯏ꯫ ꯏꯟꯐ꯭ꯂꯨꯑꯦꯟꯁꯔ ꯃꯥꯔꯀꯦꯠꯇꯤꯡ - ꯃꯈꯣꯏꯒꯤ ꯐꯣꯂꯣꯋꯔꯁꯤꯡꯗ ꯌꯧꯅꯕ ꯐꯨꯗ ꯕ꯭ꯂꯣꯒꯥꯔꯁꯤꯡ ꯑꯃꯁꯨꯡ ꯁꯣꯁꯤꯑꯦꯜ ꯃꯤꯗꯤꯌ ꯏꯟꯐ꯭ꯂꯨꯑꯦꯟꯁꯔꯁꯤꯡꯒ‌ ꯄꯥꯔꯇꯅꯔꯁꯤꯞ ꯇꯧꯕ꯫ ꯅꯍꯥꯛꯅ ꯃꯈꯣꯏꯗ ꯔꯤꯚꯤꯌꯨ ꯑꯃꯒꯤ ꯃꯍꯨꯠꯇ ꯅꯍꯥꯛꯀꯤ ꯁꯔꯚꯤꯁꯀꯤ ꯐ꯭ꯔꯤ ꯁ꯭ꯕꯁꯀ꯭ꯔꯤꯞꯁꯟ ꯑꯃ ꯄꯤꯕ ꯌꯥꯏ, ꯅꯠꯇꯔꯒ ꯅꯍꯥꯛꯀꯤ ꯕ꯭ꯔꯥꯟꯗ ꯑꯗꯨ ꯄ꯭ꯔꯃꯣꯠ ꯇꯧꯅꯕ ꯁ꯭ꯄꯣꯟꯁꯔ ꯇꯧꯔꯕ ꯀꯟꯇꯦꯟꯇ ꯁꯦꯝꯕꯗ ꯄꯨꯟꯅ‌ ꯊꯕꯛ ꯇꯧꯃꯤꯟꯅꯕ ꯌꯥꯏ꯫